ꯆꯤꯡꯂꯦꯟ ꯅꯣꯡꯗ꯭ꯔꯦꯟꯈꯣꯝꯕ ꯃꯅꯤꯄꯨꯔꯤ ꯐꯨꯔꯨꯞꯀꯤ ꯆꯥꯎꯊꯣꯛꯆꯅꯤꯉꯥꯏ ꯑꯣꯏꯔꯕ ꯂꯨꯆꯤꯡꯕꯅꯤ ꯃꯅꯤꯄꯨꯔꯗ ꯅꯤꯡꯊꯧ ꯀꯌꯥꯃꯔꯨꯝ ꯄꯥꯟꯈꯤ꯫ ꯏꯟꯗꯤꯌꯥꯗ ꯇꯤꯜꯂꯕ ꯃꯇꯨꯡꯗꯁꯨ ꯆꯤꯐ ꯃꯤꯅꯤꯁꯇꯔ ꯀꯌꯥ ꯂꯩꯈ꯭ꯔꯦ꯫ ꯑꯗꯨꯕꯨ ꯂꯩꯕꯥꯛꯅ ꯁꯛꯅ-ꯁꯣꯟꯅꯍꯧꯕ ꯅꯤꯡꯊꯧ ꯅꯠꯇ꯭ꯔꯒ ꯆꯤꯐ ꯃꯤꯅꯤꯁꯇꯔ ꯍꯥꯏꯕꯗꯨꯗꯤ ꯑꯅꯤ ꯑꯍꯨꯝ ꯅꯠꯇꯅ ꯀꯌꯥ ꯌꯥꯎꯗꯦ꯫ ꯃꯤꯌꯥꯝꯅ ꯈꯪꯅꯕ ꯅꯤꯡꯊꯧ ꯒꯝꯚꯤꯔ ꯁꯤꯡꯍꯅꯤ꯫ ꯃꯍꯥꯛꯄꯨ ꯃꯅꯤꯄꯨꯔꯒꯤ ꯃꯤꯌꯥꯝꯅ ꯀꯔꯤꯒꯤꯗꯃꯛꯇ ꯁꯛꯅ-ꯁꯣꯟꯅꯔꯤꯕ ꯑꯃꯁꯨꯡ ꯉꯁꯤꯒꯤ ꯃꯤꯔꯣꯜꯅ ꯃꯍꯥꯛꯀꯤ ꯃꯐꯝꯗ ꯏꯀꯥꯏ ꯈꯨꯝꯅꯕ ꯎꯠꯂꯤꯕꯅꯣ ꯍꯥꯏꯕꯒꯤ ꯑꯁꯝꯕ ꯄꯥꯎꯈꯨꯝꯗꯤ ꯃꯍꯥꯛ ꯂꯩꯔꯝꯗ꯭ꯔꯒꯗꯤ ꯑꯩꯈꯣꯏꯅ ꯏꯃꯥ ꯂꯩꯄꯥꯛꯅꯤ ꯍꯥꯏꯅ ꯂꯨꯅ-ꯆꯥꯟꯅ ꯅꯤꯡꯅꯔꯤꯕ ꯃꯅꯤꯄꯨꯔ ꯑꯃꯁꯨꯡ ꯃꯁꯤꯒꯤ ꯌꯦꯜꯍꯧꯃꯤ ꯑꯣꯏꯔꯤꯕ ꯆꯤꯡꯃꯤ ꯇꯝꯃꯤ ꯂꯩꯔꯝꯃꯣꯏ꯫ ꯃꯄꯥꯡꯒꯜ ꯀꯜꯂꯕ ꯕꯔꯃꯥꯅ ꯗ ꯃꯅꯤꯄꯨꯔ ꯈꯨꯗꯨꯝ ꯆꯟꯈꯤ꯫ ꯃꯃꯥꯡꯊꯛꯇ ꯃꯩꯇꯩ ꯂꯥꯟꯃꯤꯅ ꯍꯟꯖꯤꯟ ꯍꯟꯖꯤꯟ ꯕꯔꯝꯃꯥꯗ ꯂꯥꯟꯗꯥꯗꯨꯅ ꯇꯝꯊꯤ ꯇꯝꯊꯤꯔꯕ ꯆꯩꯊꯦꯡ ꯀꯌꯥꯃꯔꯨꯝ ꯅꯡꯍꯟꯈꯤꯕꯗꯨꯒꯤ ꯂꯃꯟ ꯈꯨꯝꯕ ꯑꯣꯏꯅ ꯆꯠꯊꯔꯛꯈꯤꯕ ꯕꯔꯝꯃꯤꯖ ꯑꯥꯔꯃꯤꯒꯤ ꯃꯤꯑꯣꯠ ꯃꯤꯅꯩ ꯑꯗꯨꯗ ꯃꯅꯤꯄꯨꯔꯒꯤ ꯇꯝꯄꯥꯛ ꯂꯝꯗ ꯅꯨꯄꯥ ꯂꯩꯕ ꯉꯝꯈꯤꯗꯦ꯫ ꯅꯨꯄꯤꯁꯤꯡ ꯃꯊꯣꯡ ꯈꯪꯅꯈꯤꯗꯦ꯫ ꯆꯍꯤ ꯇꯔꯦꯠ ꯈꯨꯅꯇꯥꯛꯄ ꯍꯥꯏꯕ ꯄꯨꯋꯥꯔꯤꯒꯤ ꯁꯥꯠꯊꯤꯔꯕ ꯇꯥꯟꯐꯝ ꯑꯗꯨꯗ ꯅꯨꯄꯥꯁꯤꯡ ꯈꯨꯕꯥꯛꯇ ꯌꯥꯏꯔꯤꯅ ꯂꯦꯡꯂꯒ ꯂꯥꯟꯐꯥ ꯑꯣꯏꯅ ꯕꯔꯝꯝꯥꯗ ꯄꯨꯈꯤ꯫ ꯅꯨꯄꯤ ꯑꯉꯥꯡꯁꯤꯡ ꯀꯥ ꯃꯅꯨꯡꯗ ꯍꯣꯏꯖꯤꯜꯂꯒ ꯃꯣꯔꯣꯛ ꯃꯩ ꯊꯥꯗꯨꯅ ꯍꯥꯠꯈꯤ꯫ ꯃꯈꯣꯏꯒꯤ ꯃꯤꯑꯣꯠ ꯃꯤꯅꯩ ꯑꯗꯨꯅ ꯃꯔꯝ ꯑꯣꯏꯔꯒ ꯇꯝꯄꯥꯛ ꯂꯝ ꯈꯨꯟꯇꯥꯛ ꯂꯥꯟꯁꯤꯈꯤ꯫ ꯃꯅꯥꯎ ꯏꯕꯨꯉꯣ ꯍꯤꯔꯥꯆꯟꯗ꯭ꯔꯅ ꯆꯤꯡꯗ ꯂꯣꯠꯇꯨꯅ ꯆꯤꯡꯃꯤꯁꯤꯡꯒ ꯈꯨꯠꯁꯝꯅꯔꯒ ꯂꯃꯟ ꯈꯨꯝꯕ ꯍꯧꯔꯛꯈꯤ꯫ ꯃꯗꯨꯅ ꯃꯔꯝ ꯑꯣꯏꯔꯒ ꯕꯔꯝꯃꯥꯒꯤ ꯆꯩꯊꯦꯡ ꯆꯤꯡꯒꯤ ꯈꯨꯜꯁꯤꯡꯗꯁꯨ ꯐꯪꯕ ꯍꯧꯔꯛꯈꯤ꯫ ꯇꯨꯡꯗ ꯒꯝꯚꯤꯔ ꯁꯤꯡꯍ ꯑꯃꯁꯨꯡ ꯅꯔꯁꯤꯡꯍ ꯃꯆꯤꯜ ꯃꯅꯥꯎ ꯑꯅꯤꯅ ꯀꯁꯥꯔꯗ ꯂꯩꯔꯒ ꯂꯥꯟꯖꯦꯟꯅꯈꯤꯕꯗꯒꯤ ꯆꯣꯏꯅ ꯂꯩꯅꯈ꯭ꯔꯕ ꯃꯩꯇꯩ ꯂꯥꯟꯃꯤꯁꯤꯡ ꯈꯣꯝꯖꯤꯟꯕ ꯍꯧꯔꯛꯈꯤ꯫ ꯃꯐꯝ ꯑꯗꯨꯗ ꯃꯅꯤꯄꯨꯔ ꯂꯦꯚꯤ ꯁꯦꯝꯒꯠꯈꯤ꯫ ꯕꯔꯝꯃꯤꯖꯁꯤꯡꯕꯨ ꯃꯅꯤꯄꯨꯔꯗꯒꯤ ꯇꯥꯟꯊꯣꯛꯅꯕꯒꯤꯗꯃꯛ ꯃꯤꯑꯣꯏ ꯋꯝꯉꯥꯔꯣꯝꯒꯤ ꯃꯅꯤꯄꯨꯔ ꯂꯦꯚꯤꯁꯤꯡ ꯑꯗꯨꯅ ꯕ꯭ꯔꯤꯇꯤꯁꯀꯤ ꯃꯇꯦꯡ ꯂꯧꯔꯒ ꯃꯅꯤꯄꯨꯔꯗ ꯂꯥꯟꯗꯥꯔꯛꯈꯤ꯫ ꯂꯥꯟꯐꯝ ꯑꯗꯨꯗ ꯕꯔꯝꯃꯤꯖ ꯃꯥꯏꯊꯤꯈꯤ ꯑꯃꯁꯨꯡ ꯅꯤꯡꯊꯤ ꯇꯨꯔꯦꯜ ꯋꯥꯡꯃ ꯐꯥꯎꯕ ꯇꯥꯟꯊꯣꯛꯄ ꯉꯝꯈꯤ꯫ ꯑꯗꯨꯕꯨ ꯑꯋꯥꯕꯗꯤ ꯒꯝꯚꯤꯔ ꯁꯤꯡꯍꯅ ꯃꯪꯂꯝꯕ ꯃꯪꯂꯥꯟ ꯑꯗꯨ ꯇ꯭ꯔꯤꯇꯤ ꯑꯣꯐ ꯌꯥꯟꯗꯥꯕꯨꯅ ꯀꯥꯏꯍꯟꯈꯤ꯫ ꯃꯍꯥꯛꯅ ꯁꯦꯝꯒꯠꯅꯤꯡꯈꯤꯕ ꯃꯅꯤꯄꯨꯔ ꯃꯄꯨꯡ ꯐꯥꯅ ꯁꯦꯝꯒꯠꯄ ꯉꯝꯂꯝꯗꯅ ꯒꯤ ꯖꯥꯅꯨꯋꯥꯔꯤ ꯃꯄꯜꯗ ꯇꯥꯏꯕꯪꯄꯥꯜ ꯊꯥꯗꯣꯛꯈꯤ꯫ ꯑꯩꯈꯣꯏꯒꯤ ꯏꯃꯥ ꯂꯩꯕꯥꯛ ꯃꯅꯤꯄꯨꯔ ꯅꯧꯅ ꯁꯦꯃꯒꯠꯂꯝꯕ, ꯕꯔꯝꯃꯥꯒꯤ ꯁꯔꯨꯛ ꯑꯃ ꯑꯣꯏꯅ ꯂꯩꯔꯝꯒꯗꯕ ꯈꯨꯟꯅꯥꯏ ꯑꯁꯤ ꯀꯜꯂꯛꯈꯤꯕ ꯃꯍꯥꯔꯥꯖ ꯒꯝꯚꯤꯔ ꯁꯤꯡꯍ ꯂꯩꯈꯤꯗꯕꯒꯤ ꯅꯨꯃꯤꯠ ꯉꯁꯤ ꯊꯣꯛꯂꯦ꯫ ꯅꯨꯃꯤꯠ ꯑꯁꯤꯗ ꯆꯤꯐ ꯃꯤꯅꯤꯁꯇꯔ ꯌꯥꯎꯅ ꯂꯩꯕꯥꯛꯀꯤ ꯂꯨꯆꯤꯡꯕ ꯀꯌꯥꯅ ꯀꯥꯟꯆꯤꯄꯨꯔꯗ ꯂꯩꯕ ꯒꯝꯚꯤꯔ ꯁꯤꯡꯍꯒꯤ ꯑꯊꯣꯏꯕ ꯃꯣꯐꯝꯂꯦꯟꯗ ꯍꯩꯀꯠ ꯂꯩꯀꯠ ꯇꯝꯗꯨꯅ ꯂꯥꯛꯏ꯫ ꯖꯦꯅꯔꯦꯜ ꯍꯣꯂꯤꯗꯦ ꯂꯥꯎꯊꯣꯛꯇꯨꯅ ꯈꯨꯟꯅꯥꯏ ꯑꯁꯤꯅ ꯆꯞ ꯆꯥꯕ ꯏꯀꯥꯏ ꯈꯨꯝꯅꯕ ꯎꯠꯅꯅꯕ ꯊꯧꯔꯥꯡ ꯇꯧꯏ꯫ ꯑꯁꯤꯒꯨꯝꯕ ꯃꯔꯨꯑꯣꯏꯈ꯭ꯔꯕ ꯊꯧꯔꯝ ꯑꯁꯤ ꯉꯁꯤꯗꯤ ꯁꯨꯇꯤ ꯑꯣꯏꯕꯒꯤ ꯍꯔꯥꯎꯅꯕ ꯅꯠꯇꯅ ꯄꯥꯟꯗꯝ ꯑꯗꯨꯗꯤ ꯐꯪꯕ ꯉꯝꯗ꯭ꯔꯦ꯫ ꯏꯟꯈꯠꯂꯛꯂꯤꯕ ꯅꯍꯥꯔꯣꯜꯁꯤꯡꯗ ꯃꯔꯩꯕꯥꯛ ꯃꯔꯝꯗꯝ ꯅꯨꯡꯁꯤꯕꯒꯤ ꯏꯍꯨꯜ ꯆꯦꯜꯍꯟꯅꯕ ꯑꯃꯁꯨꯡ ꯃꯤꯌꯥꯝꯒꯤ ꯊꯕꯛ ꯇꯧꯐꯝ ꯊꯣꯛꯄꯁꯤꯡ ꯀꯔꯤꯅꯣ ꯍꯥꯏꯕ ꯂꯦꯞꯆꯕ ꯉꯝꯅꯕꯒꯤ ꯋꯥꯈꯜꯂꯣꯟ ꯄꯤꯕꯤꯅꯕ ꯃꯤꯑꯣꯏ ꯐꯥꯎꯕ ꯊꯣꯛꯂꯛꯈꯤꯗ꯭ꯔꯦ꯫ ꯃꯌꯥꯏ ꯀꯥꯔꯕ ꯏꯟꯗꯤꯌꯥ ꯄꯣꯂꯤꯇꯤꯛꯁꯇ ꯂꯨꯞꯈꯤꯕꯗꯒꯤ ꯃꯔꯝꯗꯝꯒꯤ ꯋꯥꯈꯜ ꯀꯥꯎꯈ꯭ꯔꯦ꯫ ꯑꯩꯈꯣꯏꯒꯤ ꯑꯄꯨꯟꯕꯒꯤ ꯁꯛꯇꯝ ꯑꯃꯁꯨꯡ ꯉꯝꯈꯩꯒꯤ ꯃꯇꯥꯡꯗ ꯂꯩꯔꯤꯕ ꯅꯨꯡꯅꯥꯡꯕꯁꯤꯡ ꯀꯣꯛꯍꯟꯅꯕ ꯂꯝꯕꯤ ꯊꯤꯅꯈꯤꯗ꯭ꯔꯦ꯫ ꯏꯟꯗꯤꯌꯥꯒꯤ ꯂꯨꯆꯤꯡꯕꯁꯤꯡꯒꯤ ꯁꯛꯇꯝ ꯅꯠꯇ꯭ꯔꯒ ꯃꯤꯇꯝ ꯂꯥꯠꯄꯅ ꯑꯩꯈꯣꯏꯒꯤ ꯂꯥꯏꯅꯤꯡ ꯑꯣꯟꯊꯣꯛꯈꯔꯦ꯫